ꯗꯦꯇꯥꯕꯦꯖ ꯃꯦꯅꯦꯖꯃꯦꯟꯇ ꯁꯤꯁ꯭ꯇꯦꯝ ꯑꯃꯥ ꯁꯤꯖꯤꯟꯅꯕꯒꯤ ꯀꯥꯟꯅꯕꯁꯤꯡ ꯑꯃꯁꯨꯡ ꯀꯥꯟꯅꯕꯁꯤꯡ ꯀꯔꯤꯅꯣ? ꯗꯦꯇꯥꯕꯦꯖ ꯃꯦꯅꯦꯖꯃꯦꯟꯇ ꯁꯤꯁ꯭ꯇꯦꯝ ꯍꯥꯏꯕꯁꯤ ꯏꯁ꯭ꯇꯔꯛꯆꯔꯦꯜ ꯗꯦꯇꯥ ꯑꯗꯨ ꯏꯐꯤꯁꯤꯑꯦꯟꯇ ꯑꯣꯏꯕꯥ ꯃꯑꯣꯡꯗꯥ ꯃꯦꯅꯦꯖ ꯇꯧꯕꯥ ꯑꯃꯁꯨꯡ ꯑꯣꯔꯒꯥꯅꯥꯏꯖ ꯇꯧꯕꯥ ꯁꯣꯐꯇꯋꯥꯌꯔꯅꯤ꯫ ꯑꯃꯥ ꯁꯤꯖꯤꯟꯅꯕꯒꯤ ꯀꯥꯟꯅꯕꯁꯤꯡ ꯑꯃꯁꯨꯡ ꯑꯋꯥꯠꯄꯥ ꯀꯌꯥ ꯂꯩ, ꯃꯈꯣꯏꯗꯨꯗꯤ ꯃꯈꯥꯗꯥ ꯄꯤꯔꯤꯕꯁꯤꯡꯁꯤꯅꯤ: ꯄ꯭ꯔꯣꯁ: ꯗꯦꯇꯥ ꯀꯟꯁꯤꯁ꯭ꯇꯦꯟꯁꯤ ꯑꯃꯁꯨꯡ ꯏꯟꯇꯤꯒ꯭ꯔꯤꯇꯤ: ꯑꯃꯅꯥ ꯁ꯭ꯇꯣꯔ ꯇꯧꯔꯤꯕꯥ ꯗꯦꯇꯥ ꯑꯗꯨ ꯑꯆꯨꯝꯕꯥ ꯑꯃꯁꯨꯡ ꯀꯟꯁꯤꯁ꯭ꯇꯦꯟꯇ ꯑꯣꯏꯍꯟꯅꯕꯥ ꯔꯨꯜꯁꯤꯡ ꯑꯃꯁꯨꯡ ꯀꯟꯇꯔꯣꯜꯁꯤꯡ ꯆꯠꯅꯍꯜꯂꯤ, ꯃꯁꯤꯅꯥ ꯑꯁꯣꯏꯕꯥ ꯊꯣꯛꯄꯒꯤ ꯆꯥꯡ ꯍꯟꯊꯍꯜꯂꯤ꯫ ꯑꯃꯁꯨꯡ ꯗꯦꯇꯥ ꯗꯨꯞꯂꯤꯀꯦꯁꯟ ꯇꯧꯕꯥ꯫ ꯗꯦꯇꯥ ꯁꯦꯌꯔ ꯇꯧꯕꯥ ꯑꯃꯁꯨꯡ ꯁꯦꯛꯀ꯭ꯌꯨꯔꯤꯇꯤ ꯐꯒꯠꯍꯟꯕꯥ: ꯃꯁꯤꯡ ꯌꯥꯝꯂꯕꯥ ꯌꯨꯖꯔꯁꯤꯡꯕꯨ ꯃꯇꯝ ꯑꯃꯗꯥ ꯗꯦꯇꯥ ꯑꯦꯛꯁꯦꯁ ꯇꯧꯕꯥ ꯑꯃꯁꯨꯡ ꯁꯦꯌꯔ ꯇꯧꯕꯥ ꯌꯥꯍꯜꯂꯤ ꯑꯃꯁꯨꯡ ꯃꯁꯤꯒꯥ ꯂꯣꯏꯅꯅꯥ ꯁꯦꯟꯁꯤꯇꯤꯕ ꯏꯟꯐꯣꯔꯃꯦꯁꯟ ꯑꯁꯤ ꯑꯌꯥꯕꯥ ꯄꯤꯗꯕꯥ ꯑꯦꯛꯁꯦꯁꯇꯒꯤ ꯉꯥꯛꯊꯣꯛꯅꯕꯥ ꯁꯦꯛꯀ꯭ꯌꯨꯔꯤꯇꯤꯒꯤ ꯊꯧꯔꯥꯡꯁꯤꯡꯁꯨ ꯄꯤꯔꯤ꯫ ꯏꯐꯤꯁꯤꯌꯦꯟꯇ ꯗꯦꯇꯥ ꯔꯤꯇꯔꯤꯚꯦꯜ ꯑꯃꯁꯨꯡ ꯃꯦꯟꯇꯦꯅꯦꯟꯁ: ꯗꯤ. ꯕꯤ. ꯑꯦꯝ. ꯑꯦꯁ. ꯅꯥ ꯏꯟꯗꯦꯛꯁ ꯑꯃꯁꯨꯡ ꯀ꯭ꯌꯨꯔꯤ ꯑꯣꯞꯇꯤꯃꯥꯏꯖꯦꯁꯟ ꯇꯦꯛꯅꯤꯛꯁꯤꯡ ꯁꯤꯖꯤꯟꯅꯗꯨꯅꯥ ꯗꯦꯇꯥ ꯌꯥꯝꯅꯥ ꯊꯨꯅꯥ ꯑꯃꯁꯨꯡ ꯏꯐꯤꯁꯤꯌꯦꯟꯇ ꯔꯤꯇꯔꯤꯚꯦꯜ ꯇꯧꯕꯥ ꯉꯝꯍꯜꯂꯤ꯫ ꯃꯁꯤꯅꯥ ꯌꯨꯖꯔꯁꯤꯡꯗꯥ ꯑꯆꯧꯕꯥ ꯗꯦꯇꯥ ꯑꯃꯥ ꯁꯥꯔꯆ ꯇꯧꯕꯥ, ꯑꯄꯗꯦꯠ ꯇꯧꯕꯥ ꯑꯃꯁꯨꯡ ꯃꯦꯅꯦꯖ ꯇꯧꯕꯗꯥ ꯂꯥꯏꯊꯣꯛꯍꯜꯂꯤ꯫ ꯁ꯭ꯀꯦꯂꯦꯕꯤꯂꯤꯇꯤ ꯑꯃꯁꯨꯡ ꯐ꯭ꯂꯦꯛꯁꯤꯕꯤꯂꯤꯇꯤ: ꯗꯤ. ꯕꯤ. ꯑꯦꯝ. ꯑꯦꯁ. ꯅꯥ ꯍꯦꯟꯒꯠꯂꯛꯂꯤꯕꯥ ꯗꯦꯇꯥꯒꯤ ꯆꯥꯡ ꯑꯁꯤ ꯐꯖꯅꯥ ꯍꯦꯟꯗꯜ ꯇꯧꯕꯥ ꯉꯝꯃꯤ ꯑꯃꯁꯨꯡ ꯍꯦꯟꯒꯠꯂꯛꯂꯤꯕꯥ ꯋꯥꯔꯛꯂꯣꯠꯁꯤꯡ ꯑꯁꯤ ꯌꯥꯎꯍꯟꯅꯕꯥ ꯁ꯭ꯀꯦꯜ ꯇꯧꯕꯥ ꯌꯥꯏ꯫ ꯃꯁꯤꯅꯥ ꯗꯦꯇꯥ ꯑꯣꯔꯒꯅꯥꯏꯖꯦꯁꯟ ꯑꯃꯁꯨꯡ ꯁ꯭ꯇꯣꯔꯦꯖꯒꯤ ꯃꯇꯥꯡꯗꯁꯨ ꯐ꯭ꯂꯦꯛꯁꯤꯕꯤꯂꯤꯇꯤ ꯄꯤꯔꯤ꯫ ꯗꯦꯇꯥ ꯕꯦꯀꯑꯞ ꯑꯃꯁꯨꯡ ꯔꯤꯀꯣꯚꯔꯤ: ꯗꯦꯇꯥ ꯕꯦꯀꯑꯞ ꯑꯃꯁꯨꯡ ꯔꯤꯀꯣꯚꯔꯤꯒꯤꯗꯃꯛ ꯕꯤꯜꯇ-ꯏꯟ ꯃꯦꯀꯥꯅꯤꯖꯝꯁꯤꯡ ꯄꯤꯔꯤ, ꯃꯗꯨꯅꯥ ꯁꯤꯁ꯭ꯇꯦꯝ ꯁꯣꯀꯄꯥ ꯃꯇꯝꯗꯥ ꯗꯦꯇꯥ ꯃꯥꯡꯈꯤꯕꯒꯤ ꯔꯤꯁ꯭ꯛ ꯍꯟꯊꯍꯜꯂꯤ꯫ ꯑꯋꯥꯕꯥ: ꯃꯃꯜ ꯑꯃꯁꯨꯡ ꯀꯝꯞꯂꯦꯛꯁ ꯑꯣꯏꯕꯥ: ꯗꯤ. ꯕꯤ. ꯑꯦꯝ. ꯑꯦꯁ. ꯅꯥ ꯂꯧꯕꯥ, ꯁꯦꯃꯒꯠꯄꯥ ꯑꯃꯁꯨꯡ ꯁꯦꯟꯅꯕꯗꯥ ꯃꯃꯜ ꯌꯥꯝꯅꯥ ꯆꯪꯕꯥ ꯌꯥꯏ, ꯃꯁꯤ ꯑꯄꯤꯛꯄꯥ ꯕꯤꯖꯤꯅꯦꯁꯁꯤꯡꯒꯤꯗꯃꯛꯇꯥ ꯑꯣꯏꯊꯣꯛꯄꯥ ꯉꯝꯗꯕꯥ ꯌꯥꯏ꯫ ꯃꯁꯤꯒꯤ ꯃꯊꯛꯇꯥ, ꯃꯁꯤꯕꯨ ꯃꯦꯅꯦꯖ ꯇꯧꯕꯥ ꯑꯃꯁꯨꯡ ꯆꯂꯥꯏꯕꯗꯥ ꯍꯩꯊꯣꯏ-ꯁꯤꯡꯊꯣꯏꯔꯕꯥ ꯃꯤꯑꯣꯏꯁꯤꯡ ꯃꯊꯧ ꯇꯥꯏ, ꯃꯁꯤꯅꯥ ꯑꯄꯨꯟꯕꯥ ꯃꯃꯜ ꯑꯗꯨ ꯍꯦꯟꯒꯠꯍꯜꯂꯤ꯫ ꯗꯦꯇꯥ ꯔꯤꯞꯔꯖꯦꯟꯇꯦꯁꯟꯗꯥ ꯂꯤꯃꯤꯇꯦꯗ ꯐ꯭ꯂꯦꯛꯁꯤꯕꯤꯂꯤꯇꯤ: ꯑꯃꯅꯥ ꯗꯦꯇꯥ ꯊꯝꯅꯕꯒꯤ ꯑꯣꯔꯒꯥꯅꯥꯏꯖ ꯇꯧꯔꯕꯥ ꯑꯃꯁꯨꯡ ꯏꯁ꯭ꯇꯔꯛꯆꯔꯦꯜ ꯑꯣꯏꯕꯥ ꯃꯑꯣꯡ ꯑꯃꯥ ꯄꯤꯔꯕꯁꯨ, ꯃꯁꯤ ꯗꯦꯇꯥ ꯃꯈꯜ ꯄꯨꯝꯅꯃꯛꯀꯤꯗꯃꯛꯇꯥ ꯆꯨꯅꯕꯥ ꯑꯣꯏꯗꯕꯥ ꯌꯥꯏ, ꯑꯃꯁꯨꯡ ꯕꯤꯖꯤꯅꯦꯁ ꯈꯔꯅꯥ ꯍꯦꯟꯅꯥ ꯐ꯭ꯂꯦꯛꯁꯤꯕꯜ ꯑꯃꯁꯨꯡ ꯏꯁ꯭ꯇꯔꯛꯆꯔ ꯑꯣꯏꯕꯥ ꯐꯣꯔꯃꯦꯠ ꯑꯃꯥ ꯍꯦꯟꯅꯥ ꯄꯥꯝꯂꯕꯁꯨ ꯌꯥꯏ꯫ ꯁꯤꯁ꯭ꯇꯦꯝꯒꯤ ꯄꯔꯐꯣꯃꯦꯟꯁ: ꯗꯦꯇꯥꯒꯤ ꯆꯥꯡ ꯑꯃꯁꯨꯡ ꯌꯨꯖꯔꯁꯤꯡꯒꯤ ꯃꯁꯤꯡ ꯍꯦꯟꯒꯠꯂꯛꯄꯒꯥ ꯂꯣꯏꯅꯅꯥ ꯗꯤ. ꯕꯤ꯬ ꯑꯦꯝ. ꯑꯦꯁ. ꯀꯤ ꯄꯔꯐꯣꯃꯦꯟꯁ ꯍꯟꯊꯔꯛꯄꯥ ꯌꯥꯏ, ꯃꯁꯤꯅꯥ ꯗꯤꯃꯥꯟꯗꯒꯥ ꯂꯣꯏꯅꯅꯥ ꯆꯠꯃꯤꯟꯅꯕꯥ ꯆꯥꯡ ꯅꯥꯏꯅꯥ ꯃꯦꯟꯇꯤꯅꯦꯟꯁ ꯑꯃꯁꯨꯡ ꯑꯄꯒ꯭ꯔꯦꯗ ꯇꯧꯕꯥ ꯃꯊꯧ ꯇꯥꯏ꯫